ꯑꯐꯕ ꯄꯣꯠꯊꯣꯛ ꯗꯦꯃꯣ ꯑꯃꯒꯤ ꯃꯔꯨꯑꯣꯏꯕ ꯃꯁꯛ ꯑꯅꯤ ꯄꯤꯌꯨ꯫ ꯑꯦꯡꯒꯦꯖꯤꯡ ꯄꯔꯖꯦꯟꯇꯦꯁꯟ ꯑꯐꯕ ꯄꯔꯗꯛ ꯗꯦꯃꯣ ꯑꯃꯅ ꯗꯦꯃꯣꯟꯁꯇꯔꯦꯁꯟ ꯄꯨꯝꯅꯃꯛꯇ ꯑꯣꯗꯤꯁꯟꯒꯤ ꯄꯨꯛꯅꯤꯡ ꯆꯤꯡꯁꯤꯟꯅꯕ ꯑꯦꯡꯒꯦꯖꯤꯡ ꯑꯃꯁꯨꯡ ꯏꯟꯇꯔꯦꯛꯇꯤꯕ ꯑꯣꯏꯒꯗꯕꯅꯤ꯫ ꯄꯔꯖꯦꯟꯇꯦꯇꯔ ꯑꯗꯨꯅ ꯄꯣꯠꯊꯣꯛ ꯑꯗꯨꯒꯤ ꯃꯇꯥꯡꯗ ꯌꯥꯝꯅ ꯂꯨꯕ ꯂꯧꯁꯤꯡ ꯂꯩꯒꯗꯕꯅꯤ ꯑꯃꯁꯨꯡ ꯀꯁꯇꯃꯔꯁꯤꯡꯒꯤ ꯃꯊꯧ ꯇꯥꯕꯁꯤꯡꯒ ꯆꯨꯅꯕ ꯑꯃꯁꯨꯡ ꯄꯣꯠꯊꯣꯛ ꯑꯗꯨꯒꯤ ꯃꯇꯥꯡꯗ ꯍꯦꯟꯅ ꯈꯪꯕ ꯄꯥꯝꯅꯕ ꯃꯈꯣꯏꯕꯨ ꯂꯃꯖꯤꯡꯕꯤꯕ ꯌꯥꯕ ꯃꯑꯣꯡꯗ ꯃꯁꯤꯒꯤ ꯃꯑꯣꯡ ꯃꯇꯧ ꯑꯃꯁꯨꯡ ꯀꯥꯟꯅꯕ ꯑꯁꯤ ꯎꯠꯄ ꯉꯝꯒꯗꯕꯅꯤ꯫ ꯁꯣꯂꯨꯁꯟꯁꯤꯡꯗ ꯃꯤꯠꯌꯦꯡ ꯊꯝꯕ ꯃꯥꯏ ꯄꯥꯛꯂꯕ ꯄꯣꯠꯊꯣꯛ ꯗꯦꯃꯣ ꯑꯃꯅ ꯄꯣꯠꯊꯣꯛ ꯅꯠꯇ꯭ꯔꯒ ꯁꯔꯚꯤꯁ ꯑꯗꯨꯅ ꯑꯀꯛꯅꯕ ꯃꯦꯟ ꯄꯣꯏꯟꯁꯤꯡ ꯑꯗꯨ ꯀꯔꯝꯅ ꯀꯣꯛꯍꯟꯕꯒꯦ ꯀꯁꯇꯃꯔꯁꯤꯡꯒꯤ ꯁꯝꯁꯌꯥꯁꯤꯡ ꯀꯣꯛꯍꯟꯕꯒꯦ ꯅꯠꯇ꯭ꯔꯒ ꯃꯈꯣꯏꯒꯤ ꯗꯔꯀꯥꯔ ꯑꯣꯏꯕꯁꯤꯡ ꯑꯗꯨ ꯐꯪꯍꯟꯕꯒꯦ ꯍꯥꯏꯕꯗꯨꯗ ꯃꯤꯠꯌꯦꯡ ꯆꯪꯒꯗꯕꯅꯤ꯫ ꯄꯣꯠꯊꯣꯛ ꯑꯗꯨꯅ ꯀꯔꯝꯅ ꯊꯕꯛ ꯇꯧꯕꯒꯦ ꯑꯃꯁꯨꯡ ꯃꯁꯤꯅ ꯄꯤꯕ ꯉꯝꯕ ꯚꯦꯜꯌꯨ ꯑꯗꯨ ꯊꯧꯑꯣꯡꯒꯤ ꯑꯣꯏꯕ ꯃꯑꯣꯡꯗ ꯎꯠꯄ ꯑꯁꯤ ꯌꯥꯝꯅ ꯃꯔꯨꯑꯣꯏ꯫ ꯇꯁꯦꯡꯕ ꯄꯨꯟꯁꯤꯒꯤ ꯈꯨꯗꯝꯁꯤꯡ ꯀꯦꯁ ꯁꯇꯗꯤꯁꯤꯡ ꯅꯠꯇ꯭ꯔꯒ ꯋꯥꯔꯤ ꯋꯥꯇꯥꯏ ꯁꯥꯕ ꯑꯁꯤ ꯁꯤꯖꯤꯟꯅꯗꯨꯅ ꯄꯣꯠꯊꯣꯛ ꯑꯗꯨꯒꯤ ꯀꯥꯟꯅꯕꯁꯤꯡ ꯑꯃꯁꯨꯡ ꯀꯁꯇꯃꯔ ꯑꯗꯨꯒ ꯃꯔꯤ ꯂꯩꯅꯕ ꯑꯗꯨ ꯎꯠꯅꯕꯒꯤ ꯏꯐꯦꯛꯇꯤꯚ ꯑꯣꯏꯕ ꯃꯑꯣꯡ ꯑꯃ ꯑꯣꯏꯕ ꯌꯥꯏ꯫